ꯑꯄꯤꯕꯥ ꯀꯟꯗꯤꯁꯟꯁꯤꯡ ꯁꯤꯖꯤꯟꯅꯗꯨꯅꯥ ꯁ꯭ꯇꯣꯛ ꯃꯥꯔꯀꯦꯠ ꯑꯗꯨ ꯂꯥꯎꯊꯣꯛꯅꯕꯥ ꯑꯦꯜꯒꯣꯔꯤꯊꯝ ꯑꯃꯥ ꯗꯤꯖꯥꯏꯟ ꯇꯧꯁꯤ꯫ ꯗꯦꯇꯥꯁꯦꯠ ꯑꯁꯤꯗꯥ ꯒ꯭ꯔꯣꯖ ꯗꯣꯃꯦꯁꯇꯤꯛ ꯄ꯭ꯔꯗꯛ ꯑꯃꯁꯨꯡ ꯊꯕꯛ ꯐꯪꯗꯕꯒꯤ ꯆꯥꯡꯒꯨꯝꯕꯥ ꯏꯀꯣꯅꯣꯃꯤꯛ ꯏꯟꯗꯤꯀꯦꯇꯔꯁꯤꯡꯒꯥ ꯃꯔꯤ ꯂꯩꯅꯕꯥ ꯏꯟꯐꯣꯔꯃꯦꯁꯟ, ꯂꯣꯏꯅꯅꯥ ꯀꯝꯄꯦꯅꯤꯒꯤ ꯑꯀꯛꯅꯕꯥ ꯗꯦꯇꯥ ꯍꯥꯏꯕꯗꯤ ꯁꯦꯟꯊꯣꯛ, ꯃꯥꯔꯀꯦꯠ ꯀꯦꯄꯤꯇꯦꯂꯥꯏꯖꯦꯁꯟ ꯑꯃꯁꯨꯡ ꯐꯥꯏꯅꯥꯟꯁꯤꯑꯦꯜ ꯔꯦꯁꯤꯑꯣ ꯌꯥꯑꯣꯔꯤ꯫ ꯑꯦꯜꯒꯣꯔꯤꯊꯝ ꯑꯁꯤꯅꯥ ꯌꯥꯝꯗ꯭ꯔꯕꯗꯥ ꯊꯥ ꯑꯃꯒꯤ ꯃꯇꯝꯒꯤ ꯃꯅꯨꯡꯗꯥ ꯃꯥꯔꯀꯦꯠ ꯇ꯭ꯔꯦꯟꯗ ꯑꯗꯨ ꯂꯥꯎꯊꯣꯛꯄꯥ ꯉꯝꯒꯗꯕꯅꯤ꯫ ꯁ꯭ꯇꯣꯛ ꯃꯥꯔꯀꯦꯠ ꯄ꯭ꯔꯤꯗꯤꯛꯇ ꯇꯧꯅꯕꯒꯤ ꯑꯦꯜꯒꯣꯔꯤꯊꯝ ꯗꯦꯇꯥ ꯈꯣꯝꯖꯤꯟꯕꯥ ꯑꯃꯁꯨꯡ ꯄ꯭ꯔꯤ-ꯄ꯭ꯔꯣꯁꯦꯁ ꯇꯧꯒꯅꯤ꯫ ꯑꯍꯥꯟꯕꯗꯥ, ꯒ꯭ꯔꯣꯖ ꯗꯣꯃꯦꯁꯇꯤꯛ ꯄ꯭ꯔꯗꯛ ꯑꯃꯁꯨꯡ ꯊꯕꯛ ꯐꯪꯗꯕꯒꯤ ꯆꯥꯡꯒꯨꯝꯕꯥ ꯏꯀꯣꯅꯣꯃꯤꯛ ꯏꯟꯗꯤꯀꯦꯇꯔꯁꯤꯡꯒꯤ ꯗꯦꯇꯥ ꯑꯃꯁꯨꯡ ꯀꯝꯄꯦꯅꯤ-ꯁ꯭ꯄꯦꯁꯤꯐꯤꯛ ꯗꯦꯇꯥ ꯍꯥꯏꯕꯗꯤ ꯁꯦꯟꯊꯣꯛ, ꯃꯥꯔꯀꯦꯠ ꯀꯦꯄꯤꯇꯦꯂꯥꯏꯖꯦꯁꯟ ꯑꯃꯁꯨꯡ ꯐꯥꯏꯅꯥꯟꯁꯤꯑꯦꯜ ꯔꯦꯁꯤꯑꯣꯒꯤ ꯗꯦꯇꯥ ꯈꯣꯝꯖꯤꯟꯒꯅꯤ꯫ ꯗꯦꯇꯥ ꯑꯗꯨ ꯃꯥꯡꯈꯤꯕꯥ ꯅꯠꯇ꯭ꯔꯒꯥ ꯃꯔꯤ ꯂꯩꯅꯗꯕꯥ ꯏꯟꯐꯣꯔꯃꯦꯁꯟ ꯑꯃꯍꯦꯛꯇꯕꯨ ꯂꯧꯊꯣꯛꯇꯨꯅꯥ ꯄ꯭ꯔꯤ-ꯄ꯭ꯔꯣꯁꯦꯁ ꯇꯧꯕꯥ ꯑꯃꯁꯨꯡ ꯃꯗꯨꯒꯤ ꯃꯇꯨꯡꯗꯥ ꯇ꯭ꯔꯦꯅꯤꯡ ꯑꯃꯁꯨꯡ ꯇꯦꯁ ꯇꯧꯕꯥ ꯗꯦꯇꯥꯁꯦꯠꯁꯤꯡꯗꯥ ꯈꯥꯏꯗꯣꯛꯀꯅꯤ꯫ ꯃꯊꯪꯗ ꯐꯤꯆꯔ ꯑꯦꯛꯁꯇ꯭ꯔꯦꯛꯁꯟ ꯁ꯭ꯇꯣꯛ ꯃꯥꯔꯀꯦꯠꯀꯤ ꯇ꯭ꯔꯦꯟꯗꯗꯥ ꯏꯝꯄꯦꯛꯇ ꯇꯧꯕꯥ ꯌꯥꯕꯥ ꯗꯦꯇꯥꯁꯦꯠ ꯑꯗꯨꯗꯒꯤ ꯐꯤꯆꯔꯁꯤꯡ ꯅꯠꯇ꯭ꯔꯒꯥ ꯚꯦꯔꯤꯑꯦꯕꯜꯁꯤꯡ ꯑꯗꯨ ꯂꯧꯊꯣꯛꯄꯥꯅꯤ꯫ ꯍꯥꯏꯔꯤꯕꯥ ꯐꯤꯆꯔꯁꯤꯡ ꯑꯁꯤ ꯀꯝꯄꯦꯅꯤ ꯑꯁꯤꯒꯤ ꯁꯦꯟꯊꯣꯛ, ꯁꯦꯜ-ꯊꯨꯝꯒꯤ ꯔꯦꯁꯤꯑꯣ ꯑꯃꯁꯨꯡ ꯒ꯭ꯔꯣꯖ ꯗꯣꯃꯦꯁꯇꯤꯛ ꯄ꯭ꯔꯗꯛ ꯑꯃꯁꯨꯡ ꯊꯕꯛ ꯐꯪꯗꯕꯒꯤ ꯆꯥꯡꯒꯨꯝꯕꯥ ꯏꯀꯣꯅꯣꯃꯤꯛ ꯏꯟꯗꯤꯀꯦꯇꯔꯁꯤꯡ ꯑꯣꯏꯕꯥ ꯌꯥꯏ꯫ ꯃꯨꯚꯤꯡ ꯑꯦꯚꯔꯦꯖ, ꯔꯤꯂꯦꯇꯤꯕ ꯏꯁꯇ꯭ꯔꯦꯡ ꯏꯟꯗꯦꯛꯁ, ꯑꯃꯁꯨꯡ ꯁ꯭ꯇꯣꯛ ꯃꯥꯔꯀꯦꯠ ꯄ꯭ꯔꯤꯗꯤꯛꯁꯟꯒꯥ ꯃꯔꯤ ꯂꯩꯅꯕꯥ ꯑꯇꯣꯞꯄꯥ ꯇꯦꯛꯅꯤꯀꯦꯜ ꯏꯟꯗꯤꯀꯦꯇꯔꯁꯤꯡꯁꯨ ꯂꯦꯞꯊꯣꯛꯄꯅꯤ꯫ ꯃꯣꯗꯦꯜ ꯑꯃꯥ ꯈꯟꯕꯥ ꯗꯦꯇꯥ ꯑꯃꯁꯨꯡ ꯄ꯭ꯔꯣꯕ꯭ꯂꯦꯝ ꯑꯗꯨꯗꯥ ꯌꯨꯝꯐꯝ ꯑꯣꯏꯗꯨꯅꯥ ꯄ꯭ꯔꯤꯗꯤꯛꯁꯟꯒꯤꯗꯃꯛꯇꯥ ꯆꯨꯅꯕꯥ ꯃꯣꯗꯦꯜ ꯑꯃꯥ ꯈꯜꯂꯨ꯫ ꯁ꯭ꯇꯣꯛ ꯃꯥꯔꯀꯦꯠ ꯄ꯭ꯔꯤꯗꯤꯛꯁꯟꯒꯤꯗꯃꯛꯇꯥ ꯃꯍꯧꯁꯥꯅꯥ ꯁꯤꯖꯤꯟꯅꯕꯥ ꯃꯣꯗꯦꯜ ꯈꯔꯗꯤ ꯂꯤꯅꯤꯌꯔ ꯔꯤꯒ꯭ꯔꯦꯁꯟ, ꯔꯦꯟꯗꯝ ꯐꯣꯔꯦꯁ ꯑꯃꯁꯨꯡ ꯅ꯭ꯌꯨꯔꯦꯜ ꯅꯦꯠꯋꯥꯛꯁꯤꯡꯅꯤ꯫ ꯃꯊꯪꯗ ꯃꯣꯗꯦꯜ ꯇ꯭ꯔꯦꯟ ꯇꯧꯕꯥ, ꯁ꯭ꯇꯣꯛ ꯃꯥꯔꯀꯦꯠꯀꯤ ꯇ꯭ꯔꯦꯟꯗꯁꯤꯡꯒꯥ ꯃꯈꯣꯏꯒꯤ ꯃꯔꯤꯒꯥ ꯂꯣꯏꯅꯅꯥ ꯑꯦꯛꯁꯇ꯭ꯔꯦꯛꯇꯦꯗ ꯐꯤꯆꯔꯁꯤꯡ ꯁꯤꯖꯤꯟꯅꯗꯨꯅꯥ ꯇ꯭ꯔꯦꯅꯤꯡ ꯗꯦꯇꯥꯁꯦꯠꯇꯥ ꯈꯟꯒꯠꯂꯕꯥ ꯃꯣꯗꯦꯜ ꯑꯗꯨ ꯇ꯭ꯔꯦꯟ ꯇꯧꯕꯥꯅꯤ꯫ ꯇ꯭ꯔꯦꯅꯤꯡ ꯗꯦꯇꯥꯗ ꯃꯣꯗꯦꯜ ꯑꯁꯤꯒꯤ ꯄꯔꯐꯣꯃꯦꯟꯁ ꯑꯗꯨ ꯏꯚꯥꯂꯨꯑꯦꯠ ꯇꯧꯕꯥ ꯑꯃꯁꯨꯡ ꯄ꯭ꯔꯤꯗꯤꯛꯁꯟꯁꯤꯡꯒꯤ ꯑꯆꯨꯝꯕꯥ ꯑꯗꯨ ꯐꯒꯠꯍꯟꯅꯕꯥ ꯐꯥꯏꯅꯦꯜ ꯇ꯭ꯌꯨꯟ ꯇꯧꯒꯅꯤ꯫ ꯄ꯭ꯔꯤꯗꯤꯛꯁꯟꯁꯤꯡ ꯁꯦꯝꯕꯥ ꯇꯦꯁꯇꯤꯡ ꯗꯦꯇꯥꯁꯦꯠꯇꯥ ꯄ꯭ꯔꯤꯗꯤꯛꯁꯟ ꯇꯧꯅꯕꯥ ꯇ꯭ꯔꯦꯟ ꯇꯧꯔꯕꯥ ꯃꯣꯗꯦꯜ ꯑꯗꯨ ꯁꯤꯖꯤꯟꯅꯧ꯫ ꯃꯣꯗꯦꯜ ꯑꯁꯤꯅꯥ ꯃꯊꯪꯒꯤ ꯊꯥꯒꯤ ꯃꯅꯨꯡꯗꯥ ꯁ꯭ꯇꯣꯛ ꯃꯥꯔꯀꯦꯠꯀꯤ ꯇ꯭ꯔꯦꯟꯗ ꯑꯁꯤ ꯃꯔꯝ ꯆꯥꯅꯥ ꯑꯆꯨꯝꯕꯥ ꯃꯑꯣꯡꯗꯥ ꯂꯥꯎꯊꯣꯛꯄꯥ ꯉꯝꯒꯗꯕꯅꯤ꯫ ꯄꯥꯔꯐꯣꯔꯃꯦꯟꯁ ꯏꯚꯥꯂꯨꯑꯦꯠ ꯇꯧꯕꯥ ꯃꯣꯗꯦꯜ ꯑꯁꯤꯒꯤ ꯄꯔꯐꯣꯃꯦꯟꯁ ꯑꯗꯨ ꯇꯁꯦꯡꯕꯥ ꯁ꯭ꯇꯣꯛ ꯃꯥꯔꯀꯦꯠꯀꯤ ꯇ꯭ꯔꯦꯟꯗꯒꯥ ꯆꯥꯡꯗꯝꯅꯗꯨꯅꯥ ꯃꯁꯤꯒꯤ ꯄ꯭ꯔꯤꯗꯤꯛꯁꯟꯁꯤꯡ ꯑꯗꯨ ꯏꯚꯥꯂꯨꯑꯦꯠ ꯇꯧꯒꯅꯤ꯫ ꯀꯔꯤꯒꯨꯝꯕꯥ ꯃꯣꯗꯦꯜ ꯑꯁꯤꯒꯤ ꯄꯔꯐꯣꯃꯦꯟꯁ ꯑꯁꯤ ꯌꯥꯝꯅꯥ ꯅꯨꯡꯉꯥꯏꯕꯥ ꯑꯣꯏꯔꯕꯗꯤ ꯃꯁꯤ ꯁ꯭ꯇꯣꯛ ꯃꯥꯔꯀꯦꯠꯀꯤ ꯇ꯭ꯔꯦꯟꯗ ꯑꯗꯨ ꯂꯥꯎꯊꯣꯛꯅꯕꯒꯤꯗꯃꯛꯇꯥ ꯁꯤꯖꯤꯟꯅꯕꯥ ꯌꯥꯒꯅꯤ꯫ ꯀꯔꯤꯒꯨꯝꯕꯥ ꯅꯨꯡꯉꯥꯏꯕ ꯑꯣꯏꯗ꯭ꯔꯕꯗꯤ ꯃꯣꯗꯦꯜ ꯑꯗꯨ ꯃꯈꯥ ꯇꯥꯅꯥ ꯐꯥꯏꯅꯦꯜ ꯇꯧꯒꯗꯕꯅꯤ ꯅꯠꯇ꯭ꯔꯒꯥ ꯇꯣꯉꯥꯟꯕꯥ ꯃꯣꯗꯦꯜ ꯑꯃꯥ ꯍꯣꯠꯅꯕꯥ ꯌꯥꯏ꯫